ꯌꯣꯒꯒꯤ ꯀꯥꯟꯅꯕ ꯑꯍꯨꯝ ꯑꯩꯉꯣꯟꯗ ꯍꯥꯏꯕꯤꯌꯨ꯫ ꯍꯛꯆꯥꯡꯒꯤ ꯍꯛꯁꯦꯜ ꯐꯒꯠꯍꯟꯕ: ꯌꯣꯒꯅ ꯐ꯭ꯂꯦꯛꯁꯤꯕꯤꯂꯤꯇꯤ, ꯔꯦꯟꯖ ꯑꯣꯐ ꯃꯣꯁꯟ, ꯑꯃꯁꯨꯡ ꯑꯄꯨꯟꯕ ꯄꯥꯡꯒꯜ ꯐꯒꯠꯍꯟꯕꯗ ꯃꯇꯦꯡ ꯄꯥꯡꯏ꯫ ꯇꯣꯉꯥꯟ-ꯇꯣꯉꯥꯟꯕ ꯄꯣꯁꯇꯔ ꯑꯃꯁꯨꯡ ꯃꯨꯚꯃꯦꯟꯠꯁꯤꯡ ꯑꯁꯤꯅ ꯑꯁꯣꯛ-ꯑꯄꯟ ꯊꯣꯛꯄꯒꯤ ꯔꯤꯛꯁ ꯍꯟꯊꯍꯟꯕꯗ ꯃꯇꯦꯡ ꯄꯥꯡꯏ, ꯀ꯭ꯔꯣꯅꯤꯛ ꯄꯦꯏꯟ ꯑꯃꯁꯨꯡ ꯁ꯭ꯇꯤꯐꯦꯟꯁ ꯍꯟꯊꯍꯟꯕꯗ ꯑꯃꯁꯨꯡ ꯑꯄꯨꯟꯕ ꯍꯛꯆꯥꯡꯒꯤ ꯍꯛꯁꯦꯜ ꯐꯒꯠꯍꯟꯕꯗ ꯃꯇꯦꯡ ꯄꯥꯡꯏ꯫ ꯋꯥꯈꯜ ꯅꯨꯡꯉꯥꯏꯇꯕ ꯑꯃꯁꯨꯡ ꯋꯥꯈꯜ ꯅꯨꯡꯉꯥꯏꯇꯕ ꯍꯟꯊꯍꯟꯕ: ꯌꯣꯒꯅ ꯋꯥꯈꯜ ꯅꯨꯡꯉꯥꯏꯇꯕ ꯑꯃꯁꯨꯡ ꯋꯥꯈꯜ ꯅꯨꯡꯉꯥꯏꯇꯕ ꯍꯟꯊꯍꯟꯕꯗ ꯃꯇꯦꯡ ꯄꯥꯡꯏ ꯍꯥꯏꯕ ꯎꯠꯂꯦ꯫ ꯃꯤꯠꯌꯦꯡ ꯆꯪꯕ ꯁ꯭ꯋꯔ ꯍꯣꯟꯕ ꯑꯃꯁꯨꯡ ꯃꯥꯏꯟꯗꯐ꯭ꯔꯦꯟꯗ ꯄ꯭ꯔꯦꯛꯇꯤꯁꯀꯤ ꯈꯨꯠꯊꯥꯡꯗ ꯌꯣꯒꯅ ꯀꯣꯔꯇꯤꯁꯣꯜꯒꯤ ꯆꯥꯡ ꯍꯟꯊꯍꯟꯕꯗ ꯃꯇꯦꯡ ꯄꯥꯡꯕ ꯉꯝꯒꯅꯤ ꯑꯃꯁꯨꯡ ꯑꯄꯨꯟꯕ ꯃꯦꯟꯇꯦꯜ ꯋꯦꯜꯕꯤꯡ ꯐꯒꯠꯍꯟꯕ ꯉꯝꯒꯅꯤ꯫ ꯃꯤꯠꯌꯦꯡ ꯆꯪꯕ ꯑꯃꯁꯨꯡ ꯃꯌꯦꯛ ꯁꯦꯡꯕ ꯍꯦꯟꯒꯠꯍꯟꯕ: ꯌꯣꯒꯅ ꯃꯤꯠꯌꯦꯡ ꯆꯪꯕ, ꯄꯨꯛꯅꯤꯡ ꯆꯪꯕ ꯑꯃꯁꯨꯡ ꯋꯥꯈꯜꯒꯤ ꯃꯌꯦꯛ ꯁꯦꯡꯕ ꯍꯦꯟꯒꯠꯍꯟꯕꯗꯁꯨ ꯃꯇꯦꯡ ꯄꯥꯡꯏ꯫ ꯐꯤꯖꯤꯀꯦꯜ ꯃꯨꯚꯃꯦꯟꯠ ꯑꯃꯁꯨꯡ ꯃꯦꯟꯇꯦꯜ ꯐꯣꯀꯁ ꯄꯨꯟꯅ ꯆꯠꯃꯤꯟꯅꯕꯒꯤ ꯈꯨꯠꯊꯥꯡꯗ ꯌꯣꯒꯅ ꯀꯣꯒꯅꯤꯇꯤꯕ ꯐꯪꯁꯟ ꯐꯒꯠꯍꯟꯕꯗ ꯑꯃꯁꯨꯡ ꯑꯄꯨꯟꯕ ꯃꯦꯟꯇꯦꯜ ꯄꯔꯐꯣꯃꯦꯟꯁ ꯍꯦꯟꯒꯠꯍꯟꯕꯗ ꯃꯇꯦꯡ ꯄꯥꯡꯕ ꯉꯝꯒꯅꯤ꯫ "ꯄ꯭ꯔꯣꯇꯦꯛꯇꯤꯕ" ꯍꯥꯏꯕ ꯋꯥꯍꯩ ꯑꯁꯤꯒꯤ ꯁꯤꯅꯣꯅꯤꯝ ꯑꯃ ꯊꯤꯕꯤꯌꯨ꯫ ꯄ꯭ꯔꯣꯇꯦꯛꯇꯤꯚꯀꯤ ꯁꯤꯅꯣꯅꯤꯝ ꯑꯃ ꯍꯥꯏꯕꯁꯤ "ꯗꯤꯐꯦꯟꯁꯤꯚ" ꯑꯣꯏꯕ ꯌꯥꯏ꯫ ꯑꯇꯣꯞꯄ ꯁꯤꯅꯣꯅꯤꯝꯁꯤꯡꯒꯤ ꯃꯅꯨꯡꯗ ꯁꯦꯐꯒꯥꯔꯗꯤꯡ, ꯁꯤꯜꯗꯤꯡ, ꯅꯠꯇ꯭ꯔꯒ ꯀꯟꯖꯥꯔꯕꯁꯅꯦꯜ ꯌꯥꯎꯕ ꯌꯥꯏ꯫ ꯒ꯭ꯔꯣꯁ ꯗꯣꯃꯦꯁꯇꯤꯛ ꯄ꯭ꯔꯗꯛ ꯀꯤ ꯑꯦꯀ꯭ꯔꯣꯅꯤꯝ ꯑꯁꯤ ꯃꯁꯤꯅ ꯀꯔꯤꯒꯤꯗꯃꯛꯇ ꯂꯦꯞꯂꯤꯕꯅꯣ ꯍꯥꯏꯕꯗꯨ ꯁꯟꯗꯣꯛꯅ ꯇꯥꯛꯄ ꯋꯥꯍꯩ ꯑꯃꯗ ꯑꯃꯨꯛ ꯍꯟꯅ ꯏꯕꯤꯌꯨ꯫ ꯒ꯭ꯔꯣꯁ ꯗꯣꯃꯦꯁꯇꯤꯛ ꯄ꯭ꯔꯗꯛ ꯃꯁꯤꯅ ꯑꯀꯛꯅꯕ ꯃꯇꯝꯒꯤ ꯃꯅꯨꯡꯗ ꯂꯩꯕꯥꯛ ꯑꯃꯒꯤ ꯉꯝꯈꯩꯒꯤ ꯃꯅꯨꯡꯗ ꯄꯨꯊꯣꯛꯄ ꯑꯔꯣꯏꯕ ꯄꯣꯠꯂꯝ ꯑꯃꯁꯨꯡ ꯁꯔꯕꯤꯁ ꯄꯨꯝꯅꯃꯛꯀꯤ ꯑꯄꯨꯟꯕ ꯁꯦꯟꯃꯤꯠꯂꯣꯟꯒꯤ ꯚꯦꯜꯌꯨ ꯑꯗꯨꯕꯨ ꯈꯪꯍꯜꯂꯤ꯫ ꯅꯍꯥꯛꯀꯤ ꯍꯤꯔꯝ ꯑꯗꯨꯒꯤ ꯃꯇꯥꯡꯗ ꯀꯃꯟ ꯑꯣꯏꯕ ꯑꯔꯥꯟꯕ ꯋꯥꯈꯜꯂꯣꯟ ꯑꯃ ꯁꯟꯗꯣꯛꯅ ꯇꯥꯛꯄꯤꯌꯨ꯫ ꯍꯤꯔꯝ: ꯃꯤꯑꯣꯏꯕꯒꯤ ꯇꯧꯕ ꯉꯝꯕꯁꯤꯡ ꯍꯦꯟꯒꯠꯍꯟꯅꯕ ꯑꯥꯔꯇꯤꯐꯤꯁꯦꯜ ꯏꯟꯇꯤꯂꯤꯖꯦꯟꯠ ꯃꯤꯑꯣꯏꯕꯒꯤ ꯇꯧꯕ ꯉꯝꯕꯁꯤꯡ ꯍꯦꯟꯒꯠꯍꯟꯅꯕ ꯑꯥꯔꯇꯤꯐꯤꯁꯦꯜ ꯏꯟꯇꯤꯂꯤꯖꯦꯟꯁ ꯃꯤꯑꯣꯏ ꯀꯌꯥꯅ ꯊꯥꯖꯩ ꯃꯗꯨꯗꯤ ꯊꯕꯛꯁꯤꯗ ꯑꯥꯔꯇꯤꯐꯤꯁꯦꯜ ꯏꯟꯇꯤꯂꯤꯖꯦꯟꯁ ꯑꯗꯨꯕꯨ ꯃꯁꯤ ꯃꯄꯨꯡ ꯐꯥꯅ ꯑꯆꯨꯝꯕ ꯅꯠꯇꯦ꯫ ꯑꯥꯔꯇꯤꯐꯤꯂꯦ ꯑꯥꯔꯇꯤꯐꯤꯁꯦꯜ ꯏꯟꯇꯤꯂꯤꯖꯦꯟꯁꯅ ꯑꯀꯛꯅꯕ ꯊꯕꯛꯁꯤꯡ ꯑꯣꯇꯣꯃꯦꯠ ꯇꯧꯕ ꯉꯝꯂꯕꯁꯨ ꯑꯃꯁꯨꯡ ꯊꯧꯑꯣꯡꯁꯤꯡ ꯁ꯭ꯇꯔꯤꯝꯂꯥꯏꯟ ꯇꯧꯕ ꯉꯝꯂꯕꯁꯨ, ꯃꯁꯤꯒꯤ ꯃꯔꯨꯑꯣꯏꯕ ꯄꯥꯟꯗꯝꯗꯤ ꯃꯤꯑꯣꯏꯕꯒꯤ ꯇꯧꯕ ꯉꯝꯕꯁꯤꯡ ꯍꯦꯟꯒꯠꯍꯟꯕꯅꯤ ꯑꯃꯁꯨꯡ ꯃꯈꯣꯏꯒꯤ ꯃꯍꯨꯠ ꯁꯤꯟꯕꯅꯤ꯫ ꯑꯥꯔꯇꯤꯐꯤꯁꯦꯜ ꯏꯟꯇꯤꯂꯤꯖꯦꯟꯠ ꯒꯤ ꯇꯦꯛꯅꯣꯂꯣꯖꯤꯁꯤꯡ ꯑꯁꯤ ꯃꯤꯑꯣꯏꯕꯒꯤ ꯇꯧꯕ ꯉꯝꯕꯁꯤꯡꯗ ꯃꯇꯦꯡ ꯄꯥꯡꯅꯕ ꯑꯃꯁꯨꯡ ꯍꯦꯟꯒꯠꯍꯟꯅꯕ ꯁꯦꯝꯈꯤꯕꯅꯤ, ꯃꯁꯤꯅ ꯃꯤꯑꯣꯏ ꯑꯃꯅ ꯊꯕꯛꯁꯤꯡ ꯍꯦꯟꯅ ꯏꯐꯤꯁꯤꯌꯦꯟꯠ ꯑꯣꯏꯅ, ꯑꯆꯨꯝꯕ ꯃꯑꯣꯡꯗ ꯑꯃꯁꯨꯡ ꯀ꯭ꯔꯤꯌꯦꯇꯤꯕ ꯑꯣꯏꯅ ꯄꯥꯡꯊꯣꯛꯄ ꯌꯥꯍꯜꯂꯤ꯫ ꯍꯟꯖꯤꯟ ꯍꯟꯖꯤꯟ ꯇꯧꯕ ꯑꯃꯁꯨꯡ ꯃꯍꯧꯁꯥꯒꯤ ꯑꯣꯏꯕ ꯊꯕꯛꯁꯤꯡ ꯂꯧꯗꯨꯅ, ꯑꯥꯔꯒꯨꯃꯦꯟꯠ ꯑꯃꯕꯨ ꯁꯄꯣꯔꯠ ꯇꯧꯅꯕ ꯃꯔꯤ ꯂꯩꯅꯕ ꯁꯣꯔꯁ ꯃꯉꯥ ꯈꯣꯝꯖꯤꯜꯂꯨ꯫ ꯋꯥꯐꯝ: ꯃꯦꯟꯌꯨꯐꯦꯛꯆꯔꯤꯡꯗ ꯔꯣꯕꯣꯠꯁꯤꯡ ꯁꯤꯖꯤꯟꯅꯕ ꯍꯦꯟꯒꯠꯂꯛꯄꯅ ꯍꯦꯟꯅ ꯏꯐꯤꯁꯤꯌꯦꯟꯠ ꯑꯣꯏꯕ ꯄꯨꯊꯣꯛꯄ ꯉꯝꯒꯅꯤ꯫ ꯁꯣꯔꯁ: ꯑꯦ ꯑꯍꯨꯝ ꯑꯣꯇꯣꯃꯦꯠꯅ ꯏꯟꯗꯁꯇ꯭ꯔꯤꯌꯦꯜ ꯔꯣꯕꯣꯠꯁꯤꯡꯅ ꯃꯦꯅ꯭ꯌꯨꯐꯦꯛꯆꯔꯤꯡꯒꯤ ꯏꯀꯣꯅꯣꯃꯤꯛꯁ ꯑꯁꯤ ꯀꯔꯝꯅ ꯐꯒꯠꯍꯟꯕꯒꯦ? ꯔꯤꯄꯣꯔꯠ ꯑꯁꯤꯅ ꯃꯦꯅ꯭ꯌꯨꯐꯦꯛꯆꯔꯤꯡꯗ ꯏꯟꯗꯁꯇ꯭ꯔꯤꯌꯦꯜ ꯔꯣꯕꯣꯠꯁꯤꯡ ꯏꯝꯄ꯭ꯂꯤꯃꯦꯟꯠ ꯇꯧꯕꯒꯤ ꯁꯦꯟꯃꯤꯠꯂꯣꯟꯒꯤ ꯀꯥꯟꯅꯕ ꯑꯗꯨ ꯌꯦꯡꯁꯤꯜꯂꯤ, ꯃꯁꯤꯗ ꯄꯣꯠꯊꯣꯛ ꯍꯦꯟꯒꯠꯂꯛꯄ, ꯃꯃꯜ ꯍꯟꯊꯕ ꯌꯥꯎꯔꯤ꯫ ꯑꯃꯁꯨꯡ ꯃꯒꯨꯟ ꯐꯒꯠꯍꯟꯕ꯫ ꯃꯦꯅ꯭ꯌꯨꯐꯦꯛꯆꯔꯤꯡꯒꯤ ꯑꯀꯣꯏꯕꯗ, ꯏꯐꯤꯁꯤꯑꯦꯟꯁꯤ ꯑꯃꯁꯨꯡ ꯐ꯭ꯂꯦꯛꯁꯤꯕꯤꯂꯤꯇꯤ ꯍꯦꯟꯒꯠꯍꯟꯕ, ꯃꯃꯜ ꯍꯟꯊꯕ, ꯑꯃꯁꯨꯡ ꯃꯒꯨꯟ ꯍꯦꯟꯒꯠꯍꯟꯕ ꯌꯥꯎꯅ꯫ ꯏꯟꯇꯔꯅꯦꯁꯅꯦꯜ ꯐꯦꯗꯔꯦꯁꯟ ꯑꯣꯐ ꯔꯣꯕꯣꯇꯤꯛꯁꯅ ꯄ꯭ꯔꯗꯛꯇꯤꯕꯤꯇꯤ, ꯏꯝꯄ꯭ꯂꯣꯏꯃꯦꯟꯠ ꯑꯃꯁꯨꯡ ꯊꯕꯛꯇ ꯔꯣꯕꯣꯠꯁꯤꯡꯒꯤ ꯏꯝꯄꯦꯛ꯫ ꯃꯁꯤꯔꯤꯄꯣꯔꯠ ꯑꯁꯤꯅ ꯔꯣꯕꯣꯠꯁꯤꯡꯅ ꯃꯦꯅ꯭ꯌꯨꯐꯦꯛꯆꯔꯤꯡꯗ ꯄꯤꯔꯤꯕ ꯁꯥꯐꯨ ꯑꯗꯨ ꯊꯤꯖꯤꯜꯂꯤ ꯑꯃꯁꯨꯡ ꯃꯈꯣꯏꯕꯨ ꯁꯤꯖꯤꯟꯅꯕꯅ ꯃꯔꯝ ꯑꯣꯏꯗꯨꯅ ꯄꯣꯠꯊꯣꯛ ꯄꯨꯊꯣꯛꯄ ꯍꯦꯟꯒꯠꯂꯛꯏ, ꯑꯃꯁꯨꯡ ꯑꯄꯤꯕ ꯑꯥꯎꯠꯄꯨꯠ ꯑꯃ ꯄꯨꯊꯣꯛꯅꯕ ꯃꯊꯧ꯫